ꯄꯤꯔꯤꯕ ꯏꯅꯁ꯭ꯠꯔꯛꯁꯟꯁꯤꯡꯒꯤ ꯄ꯭ꯔꯣꯁꯤꯗ꯭ꯌꯨꯑꯣꯔ ꯑꯃꯥ ꯁꯟꯗꯣꯛꯅꯥ ꯇꯥꯛꯄꯤꯌꯨ꯫ ꯀꯦꯛ ꯑꯃꯥ ꯃꯇꯧ ꯀꯔꯝꯅ ꯁꯦꯝꯒꯗꯒꯦ꯫ ꯀꯦꯛ ꯑꯃꯥ ꯁꯦꯝꯕ ꯍꯥꯏꯕꯁꯤ ꯅꯨꯡꯉꯥꯏꯕ ꯑꯃꯁꯨꯡ ꯌꯥꯝꯅ ꯂꯥꯏꯕ ꯊꯧꯑꯣꯡ ꯑꯃꯅꯤ, ꯃꯁꯤꯗ ꯄꯣꯠꯁꯛ ꯈꯔꯗꯤ ꯑꯃꯁꯨꯡ ꯏꯆꯝ ꯆꯝꯕ ꯈꯣꯡꯊꯥꯡ ꯈꯔꯥ ꯃꯊꯧ ꯇꯥꯏ꯫ ꯀꯦꯛ ꯑꯃꯥ ꯁꯦꯝꯅꯕꯒꯤꯗꯃꯛꯇꯥ ꯆꯠꯅꯒꯗꯕ ꯏꯆꯝ ꯆꯝꯕ ꯊꯧꯑꯣꯡ ꯑꯃꯥ ꯃꯈꯥꯗꯥ ꯄꯤꯔꯤ ꯅꯍꯥꯛꯀꯤ ꯄꯣꯠꯁꯛꯁꯤꯡ ꯈꯣꯝꯖꯤꯜꯂꯨ ꯅꯍꯥꯛꯅꯥ ꯕꯦꯁꯤꯛ ꯀꯦꯛ ꯔꯦꯁꯤꯄꯤ ꯑꯃꯒꯤꯗꯃꯛꯇꯥ ꯐ꯭ꯂꯣꯔ, ꯆꯤꯅꯤ, ꯉꯥ, ꯕꯠꯇꯔ, ꯕꯦꯀꯤꯡ ꯄꯥꯎꯗꯔ, ꯁꯪ꯭ꯒꯣꯝ, ꯑꯃꯁꯨꯡ ꯚꯦꯅꯤꯂꯥ ꯑꯦꯛꯁꯠꯔꯦꯛꯇ ꯃꯊꯧ ꯇꯥꯒꯅꯤ꯫ ꯅꯍꯥꯛꯅ ꯆꯠꯅꯔꯤꯕ ꯔꯦꯁꯤꯄꯤ ꯑꯗꯨꯒꯤ ꯃꯇꯨꯡꯏꯟꯅꯥ ꯑꯆꯨꯝꯕ ꯃꯁꯤꯡ ꯑꯗꯨ ꯁꯣꯏꯗꯅꯥ ꯂꯦꯞꯀꯅꯨ꯫ ꯑꯌꯥꯝꯕ ꯀꯦꯛꯁꯤꯡꯗꯤ ꯆꯥꯍꯨꯝꯌꯥꯡꯈꯩ ꯗꯤꯒ꯭ꯔꯤ ꯐꯥꯔꯦꯅꯍꯥꯏꯠꯇꯥ ꯊꯝꯏ, ꯃꯔꯝ ꯑꯗꯨꯅꯥ ꯅꯍꯥꯛꯀꯤ ꯀꯦꯛ ꯑꯗꯨ ꯆꯞ ꯃꯥꯟꯅꯅꯥ ꯊꯝꯕ ꯌꯥꯅꯕ ꯅꯍꯥꯛꯀꯤ ꯑꯣꯕꯦꯟ ꯑꯗꯨ ꯇꯦꯝꯄꯦꯔꯦꯆꯔ ꯑꯁꯤꯒꯤ ꯃꯈꯥꯗ ꯊꯝꯖꯤꯜꯂꯨ꯫ ꯄꯦꯟ ꯑꯗꯨ ꯁꯦꯝ ꯁꯥꯕꯥ ꯀꯦꯛ ꯑꯗꯨ ꯂꯦꯡꯗꯅꯥ ꯂꯩꯅꯕꯥ ꯏꯟꯆꯤ ꯃꯄꯥꯜꯒꯤ ꯀꯦꯛ ꯄꯦꯟ ꯑꯃꯗꯥ ꯒ꯭ꯔꯤꯁ ꯑꯃꯁꯨꯡ ꯐ꯭ꯂꯣꯔ ꯇꯧ꯫ ꯃꯆꯥꯛꯁꯤꯡ ꯑꯗꯨ ꯌꯥꯟꯁꯤꯟꯅꯧ ꯃꯤꯛꯁ ꯇꯧꯕ ꯌꯥꯕ ꯕꯣꯜ ꯑꯃꯗꯥ, ꯃꯩꯁꯥ ꯑꯃꯁꯨꯡ ꯆꯤꯅꯤ ꯑꯗꯨ ꯌꯥꯟꯁꯤꯟꯅꯗꯨꯅꯥ ꯌꯥꯟꯁꯤꯟꯅꯧ ꯑꯃꯁꯨꯡ ꯃꯗꯨ ꯇꯔꯨ-ꯇꯅꯥꯟꯅꯥ ꯊꯝꯖꯤꯜꯂꯨ꯫ ꯃꯁꯤ ꯁ꯭ꯇꯔ‌ꯦꯟꯗ ꯃꯤꯛꯁꯔ, ꯏꯂꯦꯛꯇ꯭ꯔꯤꯛ ꯍꯦꯟꯗ ꯃꯤꯛꯁꯔ ꯅꯠꯇ꯭ꯔꯒꯥ ꯈꯨꯠꯅꯥ ꯇꯧꯕ ꯌꯥꯏ꯫ ꯕꯠꯇꯔ ꯑꯃꯁꯨꯡ ꯆꯤꯅꯤ ꯑꯗꯨ ꯀ꯭ꯔꯤꯝ ꯇꯧꯔꯕ ꯃꯇꯨꯡꯗꯥ, ꯉꯥ ꯑꯗꯨ ꯑꯃꯨꯛ ꯍꯟꯅꯥ ꯍꯥꯞꯆꯤꯜꯂꯨ, ꯃꯗꯨ ꯍꯥꯞꯆꯤꯜꯂꯕꯥ ꯃꯇꯨꯡꯗꯥ ꯌꯥꯝꯅ ꯐꯖꯅ ꯌꯥꯟꯁꯤꯟꯅꯧ꯫ ꯚꯦꯅꯤꯂꯥ ꯑꯦꯛꯁꯠꯔꯦꯛꯇ ꯑꯗꯨꯁꯨ ꯌꯥꯟꯁꯤꯟꯅꯧ꯫ ꯇꯣꯉꯥꯟꯕ ꯕꯣꯇꯜ ꯑꯃꯗꯥ, ꯐ꯭ꯂꯣꯔ, ꯕꯦꯀꯤꯡ ꯄꯥꯎꯗꯔ ꯑꯃꯁꯨꯡ ꯁꯣꯜꯇ ꯑꯗꯨ ꯄꯨꯟꯅꯥ ꯌꯥꯟꯁꯤꯟꯅꯧ꯫ ꯑꯀꯪꯕꯥ ꯄꯣꯠꯁꯛꯁꯤꯡ ꯑꯗꯨ ꯇꯔꯨ-ꯇꯥꯅꯕꯥ ꯄꯣꯠꯁꯛꯁꯤꯡ ꯑꯗꯨꯗꯥ ꯁꯔꯨꯛ ꯑꯍꯨꯝ ꯊꯣꯛꯅꯥ ꯍꯥꯞꯆꯤꯜꯂꯨ, ꯁꯪ꯭ꯒꯣꯝꯒ ꯂꯣꯏꯅꯅꯥ ꯑꯂꯇꯔꯅꯦꯇꯤꯚ ꯑꯣꯏꯅ ꯁꯨꯡꯕꯥ ꯄꯣꯠꯁꯛꯁꯤꯡꯗꯒꯤ ꯍꯧꯗꯨꯅꯥ ꯑꯃꯁꯨꯡ ꯂꯣꯏꯁꯤꯜꯂꯨ꯫ ꯄꯨꯝꯅꯃꯛ ꯐꯖꯅꯥ ꯌꯥꯟꯁꯤꯟꯅꯔꯕ ꯐꯥꯎꯕ ꯌꯥꯟꯁꯤꯟꯅꯧ꯫ ꯀꯦꯛ ꯑꯗꯨ ꯀꯨꯞꯁꯤꯜꯂꯨ ꯀꯦꯛ ꯑꯗꯨ ꯕꯦꯛ ꯇꯧꯕ ꯂꯣꯏꯔꯕ ꯃꯇꯨꯡꯗꯥ, ꯃꯗꯨ ꯑꯣꯕꯦꯟꯗꯒꯤ ꯂꯧꯊꯣꯛꯎ, ꯑꯃꯁꯨꯡ ꯃꯗꯨ ꯃꯄꯨꯡꯐꯥꯅꯥ ꯀꯨꯞꯁꯤꯟꯅꯕ ꯋꯥꯏꯔ ꯔꯦꯛ ꯑꯃꯗꯥ ꯇ꯭ꯔꯥꯟꯁꯐꯔ ꯇꯧꯗ꯭ꯔꯤꯉꯩꯗꯥ ꯃꯤꯅꯠ ꯇꯔꯥ ꯊꯝꯖꯤꯜꯂꯨ꯫ ꯄꯤꯖꯕꯤꯌꯨ ꯑꯃꯁꯨꯡ ꯅꯨꯡꯉꯥꯏꯕꯤꯌꯨ ꯀꯦꯛ ꯑꯗꯨ ꯃꯄꯨꯡ ꯐꯥꯅꯥ ꯀꯨꯞꯁꯤꯜꯂꯕꯥ ꯃꯇꯨꯡꯗꯥ, ꯅꯍꯥꯛꯅꯥ ꯃꯗꯨ ꯁꯝꯖꯤꯟꯅꯕ ꯌꯥꯏ, ꯀꯔꯤꯒꯨꯝꯕ ꯄꯥꯝꯂꯕꯗꯤ꯫ ꯅꯍꯥꯛꯅ ꯌꯥꯝꯅ ꯄꯥꯝꯅꯕ ꯐ꯭ꯂ‌ꯣꯁ꯭ꯇꯤꯡ, ꯊꯥꯎ ꯊꯣꯛꯄꯥ ꯃꯅꯥ-ꯃꯁꯤꯡ ꯅꯠꯇ꯭ꯔꯒꯥ ꯍꯨꯏꯞ ꯀ꯭ꯔꯤꯝꯒꯥ ꯂꯣꯏꯅꯅꯥ ꯄꯤꯖꯕꯤꯌꯨ ꯑꯃꯁꯨꯡ ꯅꯨꯡꯉꯥꯏꯕꯤꯌꯨ꯫ ꯌꯨꯝꯗꯒꯤ ꯊꯕꯛ ꯇꯧꯅꯕꯒꯤꯗꯃꯛ ꯇꯤꯄꯁ ꯑꯍꯨꯝ ꯄ꯭ꯔꯄꯣꯖ ꯇꯧ꯫ ꯈꯪꯒꯠꯂꯕ ꯋꯥꯔꯀꯁ꯭ꯄꯦꯁ ꯑꯃꯥ ꯁꯦꯝꯒꯠꯄꯥ ꯅꯍꯥꯛꯀꯤ ꯌꯨꯝꯗꯥ ꯊꯕꯛ ꯇꯧꯅꯕꯥ ꯀꯠꯊꯣꯛꯂꯕꯥ ꯑꯀꯛꯅꯕꯥ ꯃꯐꯝ ꯑꯃꯥ ꯂꯩꯕꯅ ꯌꯥꯝꯅ ꯃꯇꯦꯡ ꯑꯣꯏꯕ ꯌꯥꯏ꯫ ꯃꯁꯤꯅ ꯅꯍꯥꯛꯀꯤ ꯁ꯭ꯄꯦꯁ ꯑꯁꯤꯗ ꯆꯪꯂꯛꯄꯥ ꯃꯇꯝꯗꯥ ꯐꯤꯖꯤꯀꯦꯜ ꯑꯃꯁꯨꯡ ꯃꯦꯟꯇꯦꯜ ꯑꯣꯏꯅ "ꯋꯥꯔꯛ ꯃꯣꯗ" ꯗꯥ ꯁꯤꯖꯤꯟꯅꯕꯗꯥ ꯃꯇꯦꯡ ꯄꯥꯡꯏ, ꯑꯃꯁꯨꯡ ꯗꯤꯁ꯭ꯠꯔꯤꯕ꯭ꯌꯨꯁꯟꯁꯤꯡ ꯊꯤꯡꯕꯗꯥ ꯃꯇꯦꯡ ꯄꯥꯡꯏ꯫ ꯔꯨꯇꯤꯟ ꯑꯃꯥ ꯁꯦꯝꯒꯠꯄꯥ ꯅꯨꯃꯤꯠ ꯈꯨꯗꯤꯡꯒꯤ ꯅꯍꯥꯛꯅꯥ ꯂꯦꯞꯄꯥ ꯂꯩꯇꯅꯥ ꯆꯠꯅꯔꯤꯕꯥ ꯁꯦꯠ ꯔꯨꯇꯤꯟ ꯑꯃꯥ ꯂꯩꯕ ꯑꯁꯤꯅ ꯌꯨꯝꯗꯒꯤ ꯊꯕꯛ ꯇꯧꯔꯤꯉꯩꯗꯥ ꯄꯣꯠꯊꯣꯛ ꯄꯨꯊꯣꯛꯄꯥ ꯍꯦꯟꯒꯠꯍꯟꯅꯕ ꯑꯃꯁꯨꯡ ꯑꯐꯕꯥ ꯋꯥꯔꯛ-ꯂꯥꯏꯐ ꯕꯦꯂꯦꯟꯁ ꯊꯝꯅꯕꯒꯤ ꯑꯆꯧꯕꯥ ꯃꯑꯣꯡ ꯑꯃꯥ ꯑꯣꯏꯕ ꯌꯥꯏ꯫ ꯅꯨꯃꯤꯠ ꯈꯨꯗꯤꯡꯒꯤ ꯃꯇꯝ ꯑꯃꯗꯥ ꯋꯥꯈꯜ ꯋꯥꯕ ꯍꯧꯍꯟꯗꯅꯕ ꯍꯣꯠꯅꯧ, ꯄꯣꯠꯁꯛ ꯑꯃꯥ ꯁꯦꯝꯃꯨ ꯑꯃꯁꯨꯡ ꯅꯍꯥꯛꯀꯤ ꯊꯕꯛ ꯅꯨꯃꯤꯠ ꯍꯧꯕ ꯑꯃꯁꯨꯡ ꯂꯣꯏꯁꯤꯟꯅꯕꯥ ꯂꯦꯞꯂꯕ ꯁꯦꯗ꯭ꯌꯨꯜ ꯑꯃꯥ ꯏꯟꯒꯗꯕꯅꯤ꯫ ꯕ꯭ꯔꯦꯛ ꯂꯧꯕꯥ ꯅꯍꯥꯛꯀꯤ ꯋꯥꯈꯜ ꯑꯃꯁꯨꯡ ꯍꯛꯆꯥꯡꯕꯨ ꯅꯨꯡꯉꯥꯏꯍꯟꯅꯕ ꯅꯨꯃꯤꯠ ꯈꯨꯗꯤꯡꯒꯤ ꯃꯇꯝ ꯃꯇꯝꯒꯤ ꯑꯣꯏꯅ ꯅꯍꯥꯛꯀꯤ ꯊꯕꯛꯇꯒꯤ ꯂꯦꯞꯊꯣꯛꯄꯥ ꯍꯥꯏꯕꯁꯤ ꯌꯥꯝꯅ ꯃꯔꯨꯑꯣꯏ꯫ ꯅꯍꯥꯛꯀꯤ ꯃꯤꯠ ꯑꯗꯨ ꯂꯦꯡꯗꯅꯥ ꯂꯩꯅꯕꯥ ꯑꯃꯁꯨꯡ ꯆꯥꯡ ꯅꯥꯏꯅꯥ ꯕ꯭ꯔꯦꯛ ꯂꯧꯕꯥ ꯁꯣꯏꯗꯅ ꯇꯧꯕꯤꯌꯨ, ꯑꯃꯁꯨꯡ ꯅꯍꯥꯛꯀꯤ ꯑꯦꯅꯔꯖꯤꯒꯤ ꯆꯥꯡ ꯍꯦꯟꯒꯠꯍꯟꯅꯕꯥ ꯅꯍꯥꯛꯀꯤ ꯅꯨꯃꯤꯗꯥꯡꯒꯤ ꯕ꯭ꯔꯦꯛ ꯑꯗꯨꯗꯥ ꯑꯇꯦꯟꯕ ꯃꯇꯝꯒꯤ ꯈꯣꯡꯆꯠ ꯑꯃꯥ ꯆꯠꯄꯥ ꯅꯠꯔꯒꯥ ꯑꯇꯣꯞꯄꯥ ꯃꯑꯣꯡ ꯑꯃꯍꯦꯛꯇꯒꯤ ꯐꯤꯖꯤꯀꯦꯜ ꯑꯦꯛꯇꯤꯚꯤꯇꯤ ꯑꯃꯥ ꯇꯧꯅꯕꯥ ꯈꯟꯕꯤꯌꯨ꯫